ꯑꯄꯤꯛꯄ ꯊꯧꯗꯣꯛ ꯑꯃꯅ ꯈꯨꯟꯅꯥꯏ ꯑꯃꯁꯨꯡ ꯀꯜꯆꯔꯗ ꯄꯤꯔꯤꯕ ꯏꯐꯦꯛꯇ ꯑꯗꯨ ꯑꯦꯅꯥꯂꯥꯏꯖ ꯇꯧꯕꯥ꯫ ꯁꯣꯁꯤꯌꯦꯜ ꯃꯤꯗꯤꯌꯥ ꯄ꯭ꯂꯦꯠꯐꯣꯔꯝꯁꯤꯡ ꯍꯦꯟꯒꯠꯂꯛꯄꯥ꯫ ꯁꯣꯁꯤꯌꯦꯜ ꯃꯤꯗꯤꯌꯥ ꯄ꯭ꯂꯦꯠꯐꯣꯔꯝꯁꯤꯡ ꯍꯦꯟꯒꯠꯂꯛꯄꯅꯥ ꯈꯨꯟꯅꯥꯏ ꯑꯃꯁꯨꯡ ꯀꯂꯆꯔꯗ ꯌꯥꯝꯅ ꯆꯥꯎꯅꯥ ꯏꯊꯤꯜ ꯄꯤꯔꯦ꯫ ꯈ꯭ꯋꯥꯏꯗꯒꯤ ꯃꯔꯨꯑꯣꯏꯕꯥ ꯑꯍꯣꯡꯕ ꯑꯃꯗꯤ ꯃꯤꯌꯥꯝꯅꯥ ꯑꯃꯒ ꯑꯃꯒ ꯄꯥꯎ ꯐꯥꯎꯅꯕꯒꯤ ꯑꯃꯁꯨꯡ ꯋꯥꯔꯤ ꯁꯥꯅꯕꯒꯤ ꯃꯑꯣꯡ ꯑꯁꯤꯅꯤ꯫ ꯁꯣꯁꯤꯌꯦꯜ ꯃꯤꯗꯤꯌꯥꯅꯥ ꯃꯥꯂꯦꯝ ꯄꯨꯝꯕꯗꯒꯤ ꯂꯥꯛꯄꯥ ꯃꯔꯨꯞꯁꯤꯡ, ꯏꯃꯨꯡ ꯃꯅꯨꯡ ꯑꯃꯁꯨꯡ ꯑꯆꯝꯕ ꯃꯤꯑꯣꯏꯁꯤꯡꯒ, ꯔꯤꯑꯦꯜ ꯇꯥꯏꯝꯗꯥ ꯁꯝꯅꯍꯟꯕꯥ ꯉꯝꯍꯜꯂꯦ꯫ ꯃꯁꯤꯅꯥ ꯑꯣꯟꯂꯥꯏꯟ ꯀꯝꯃ꯭ꯌꯨꯅꯤꯇꯤꯁꯤꯡ ꯍꯦꯟꯒꯠꯍꯜꯂꯦ, ꯃꯐꯝ ꯑꯗꯨꯗꯥ ꯃꯤꯌꯥꯝꯅꯥ ꯃꯈꯣꯏꯒꯤ ꯑꯄꯥꯝꯕꯁꯥꯡ, ꯋꯥꯈꯜꯂꯣꯟꯁꯤꯡ ꯑꯃꯁꯨꯡ ꯑꯦꯛꯁꯄꯔꯤꯌꯦꯟꯁꯁꯤꯡ ꯁꯦꯌꯔ ꯇꯧꯕꯥ ꯌꯥꯏ꯫ ꯁꯣꯁꯤꯌꯦꯜ ꯃꯤꯗꯤꯌꯥꯅꯥ ꯑꯩꯈꯣꯌꯅ ꯃꯤꯗꯤꯌꯥ ꯑꯃꯁꯨꯡ ꯏꯟꯐꯣꯔꯃꯦꯁꯟ ꯀꯟꯖ꯭ꯌꯨꯝ ꯇꯧꯕꯒꯤ ꯃꯑꯣꯡꯗꯁꯨ ꯑꯍꯣꯡꯕꯥ ꯄꯨꯔꯛꯂꯦ꯫ ꯇꯦꯂꯤꯚꯤꯖꯟ ꯑꯃꯁꯨꯡ ꯄꯥꯎ-ꯆꯦꯒꯨꯝꯕ ꯃꯤꯗꯤꯌꯥꯒꯤ ꯆꯠꯅꯕꯤꯒꯤ ꯃꯑꯣꯡꯁꯤꯡ ꯑꯁꯤ ꯁꯣꯁꯤꯌꯦꯜ ꯃꯤꯗꯤꯌꯥ ꯍꯦꯟꯒꯠꯂꯛꯄꯅ ꯃꯔꯝ ꯑꯣꯏꯗꯨꯅ ꯁꯣꯛꯍꯜꯂꯦ, ꯃꯔꯝꯗꯤ ꯃꯤꯑꯣꯏ ꯀꯌꯥ ꯑꯃꯅ ꯄꯥꯎ ꯑꯃꯁꯨꯡ ꯅꯨꯡꯉꯥꯏꯕ ꯐꯣꯡꯗꯣꯛꯅꯕꯒꯤꯗꯃꯛ ꯄ꯭ꯂꯦꯠꯐꯣꯔꯝꯁꯤꯡ ꯑꯁꯤꯗ ꯂꯥꯛꯏ꯫ ꯃꯁꯤꯅ ꯃꯤꯌꯥꯝꯅ ꯇꯣꯞ ꯇꯣꯞꯄꯥ ꯃꯤꯠꯌꯦꯡꯁꯤꯡ ꯐꯪꯕꯗꯥ ꯂꯥꯏꯊꯣꯛꯍꯜꯂꯦ ꯑꯃꯁꯨꯡ ꯏ ꯄꯥꯎ ꯐꯪꯕꯗ ꯑꯔꯥꯏꯕ ꯑꯣꯏꯍꯜꯂꯦ꯫ ꯁꯣꯁꯤꯌꯦꯜ ꯃꯤꯗꯤꯌꯥ ꯍꯦꯟꯒꯠꯂꯛꯄꯅꯥ ꯔꯥꯖꯅꯤꯇꯤ ꯑꯃꯁꯨꯡ ꯁꯣꯁꯤꯌꯦꯜ ꯑꯦꯛꯇꯤꯕꯤꯖꯝꯗꯁꯨ ꯃꯁꯛ ꯊꯣꯛꯄꯥ ꯁꯥꯐꯨ ꯑꯃ ꯄꯤꯔꯦ꯫ ꯁꯣꯁꯤꯌꯦꯜ ꯃꯤꯗꯤꯌꯥꯅ ꯃꯤꯌꯥꯝꯗ ꯃꯈꯣꯏꯒꯤ ꯋꯥꯈꯜꯂꯣꯟꯁꯤꯡ ꯐꯣꯡꯗꯣꯛꯅꯕꯥ, ꯑꯣꯔꯒꯅꯥꯏꯖ ꯇꯧꯅꯕ ꯑꯃꯁꯨꯡ ꯃꯈꯣꯏꯅ ꯊꯥꯖꯕ ꯌꯥꯕ ꯃꯔꯝꯁꯤꯡꯒꯤꯗꯃꯛ ꯃꯣꯕꯤꯂꯥꯏꯖ ꯇꯧꯅꯕꯥ ꯄ꯭ꯂꯦꯠꯐꯣꯔꯝ ꯑꯃ ꯄꯤꯔꯦ, ꯃꯁꯤꯅ ꯒ꯭ꯔꯥꯁꯔꯨꯠꯀꯤ ꯈꯣꯡꯖꯪꯁꯤꯡ ꯍꯦꯟꯒꯠꯍꯜꯂꯦ ꯑꯃꯁꯨꯡ ꯁꯣꯠꯊꯔꯕꯥ ꯈꯨꯟꯅꯥꯏꯁꯤꯡꯗꯥ ꯈꯣꯟꯖꯦꯜ ꯑꯃ ꯄꯤꯔꯦ꯫ ꯑꯗꯨꯕꯨ ꯁꯣꯁꯤꯌꯦꯜ ꯃꯤꯗꯤꯌꯥꯒꯤ ꯏꯝꯄꯦꯛꯇ ꯑꯁꯤ ꯃꯄꯨꯡ ꯐꯥꯅꯥ ꯄꯣꯖꯤꯇꯤꯕ ꯑꯣꯏꯈꯤꯗꯦ꯫ ꯂꯥꯟꯅ ꯄꯥꯎ ꯁꯟꯗꯣꯛꯄ, ꯁꯥꯏꯕꯔꯕꯨꯂꯤꯡ, ꯑꯃꯁꯨꯡ ꯑꯣꯟꯂꯥꯏꯟ ꯍꯔꯥꯁꯃꯦꯟꯇ ꯁꯟꯗꯣꯔꯛꯄꯥ ꯑꯁꯤ ꯌꯥꯝꯅ ꯁꯥꯊꯤꯕ ꯋꯥꯐꯝ ꯑꯃꯅꯤ꯫ ꯁꯣꯁꯤꯌꯦꯜ ꯃꯤꯗꯤꯌꯥ ꯁꯤꯖꯤꯟꯅꯕꯅ ꯋꯥꯈꯜ ꯋꯥꯕ, ꯋꯥꯈꯜ ꯅꯨꯡꯉꯥꯏꯇꯕ ꯑꯃꯁꯨꯡ ꯑꯇꯣꯞꯄꯥ ꯃꯦꯟꯇꯦꯜ ꯍꯦꯜꯊꯀꯤ ꯋꯥꯐꯝꯁꯤꯡꯒꯤ ꯆꯥꯡ ꯍꯦꯟꯒꯠꯂꯛꯄꯒꯥ ꯃꯔꯤ ꯂꯩꯅꯕꯁꯨ ꯌꯥꯎꯔꯤ꯫ ꯑꯄꯨꯟꯕꯥ ꯑꯣꯏꯅ ꯁꯣꯁꯤꯌꯦꯜ ꯃꯤꯗꯤꯌꯥ ꯄ꯭ꯂꯦꯠꯐꯣꯔꯝꯁꯤꯡ ꯍꯦꯟꯒꯠꯂꯛꯄꯅ ꯈꯨꯟꯅꯥꯏ ꯑꯃꯁꯨꯡ ꯀꯜꯆꯔꯗꯥ ꯑꯍꯣꯡꯕ ꯄꯨꯔꯛꯂꯦ꯫ ꯃꯁꯤꯅ ꯀꯥꯟꯅꯕ ꯀꯌꯥ ꯄꯨꯔꯛꯄ ꯃꯇꯝꯗ, ꯃꯁꯤꯅꯥ ꯊꯦꯡꯅꯒꯗꯕꯥ ꯑꯅꯧꯕꯥ ꯁꯤꯡꯅꯕ ꯀꯌꯥꯁꯨ ꯄꯨꯔꯛꯈ꯭ꯔꯦ꯫ ꯗ ꯂꯥꯌꯟ ꯀꯤꯡ ꯍꯥꯏꯕꯥ ꯐꯤꯂꯝ ꯑꯁꯤꯒꯤ ꯂꯝꯕꯤ ꯑꯁꯤ ꯀꯌꯥꯅꯣ? ꯆꯍꯤ ꯆꯥ ꯂꯤꯁꯤꯡ ꯑꯃ ꯆꯥꯃꯥꯄꯜ ꯁꯨꯞꯅ ꯃꯄꯥꯜ ꯗꯥ ꯐꯣꯡꯈꯤꯕꯥ ꯑꯦꯅꯤꯃꯦꯇꯦꯗ ꯗꯤꯖꯅꯤ ꯃꯨꯚꯤ "ꯗꯤ ꯂꯥꯌꯟ ꯀꯤꯡ" ꯑꯁꯤꯒꯤ ꯔꯟꯇꯥꯏꯝ ꯑꯁꯤ ꯆꯥꯎꯔꯥꯛꯅꯥ ꯃꯤꯅꯤꯠ ꯃꯔꯤꯐꯨ ꯅꯤꯄꯥꯜꯅꯤ꯫ ꯑꯗꯨꯝ ꯑꯣꯏꯅꯃꯛ, ꯀꯔꯤꯒꯨꯝꯕꯥ ꯅꯍꯥꯛꯅꯥ ꯂꯤꯁꯤꯡ ꯑꯅꯤ ꯇꯔꯥꯃꯥꯄꯜꯒꯤ ꯂꯥꯏꯕ-ꯑꯦꯛꯁꯟ ꯔꯤꯃꯦꯛ ꯑꯁꯤꯒꯤ ꯃꯇꯥꯡꯗ ꯍꯥꯏꯔꯕꯗꯤ, ꯚꯔꯖꯟ ꯑꯗꯨꯒꯤ ꯔꯟꯇꯥꯏꯝ ꯑꯁꯤ ꯆꯥꯎꯔꯥꯛꯅꯥ ꯃꯤꯅꯤꯠ ꯆꯥꯝꯃ ꯇꯔꯥꯅꯤꯄꯥꯜ ꯅꯤ꯫ ꯑꯦꯟꯇ꯭ꯔꯤꯗꯥ ꯑꯊꯤꯡꯕꯥ ꯑꯃꯥ ꯂꯩꯕꯅ ꯀꯝꯄꯤꯇꯤꯁꯟ ꯊꯤꯡꯕ ꯉꯝꯕꯥ ꯃ ꯐꯤꯚꯝ ꯑꯃꯒꯤ ꯈꯨꯗꯝ ꯑꯃ ꯄꯤꯌꯨ꯫ ꯆꯪꯂꯛꯄꯗ ꯑꯊꯤꯡꯕ ꯑꯃꯅ ꯀꯝꯄꯤꯇꯤꯁꯟ ꯊꯤꯡꯂꯤꯕ ꯐꯤꯚꯝ ꯑꯗꯨꯒꯤ ꯑꯃꯒꯤ ꯈꯨꯗꯝ ꯑꯃꯗꯤ ꯄ꯭ꯔꯃꯥꯟ ꯏꯟꯗꯁꯇ꯭ꯔꯤꯗꯥ ꯂꯩꯔꯤ, ꯃꯐꯝ ꯑꯗꯨꯗ ꯔꯤꯁꯔꯆ ꯑꯃꯁꯨꯡ ꯗꯤꯕꯦꯂꯞꯃꯦꯟꯇꯀꯤ ꯃꯃꯜ ꯌꯥꯝꯅꯥ ꯆꯪꯕ ꯑꯃꯁꯨꯡ ꯑꯅꯧꯕ ꯗ꯭ꯔꯒ ꯑꯃꯒꯤ ꯔꯦꯒꯨꯂꯦꯇꯔꯤ ꯑꯦꯄ꯭ꯔꯨꯕꯦꯜ ꯂꯧꯕꯒꯤ ꯁꯥꯡꯂꯕ ꯑꯃꯁꯨꯡ ꯃꯃꯜ ꯌꯥꯝꯂꯕ ꯊꯧꯑꯣꯡ ꯑꯁꯤꯅ ꯑꯅꯧꯕ ꯀꯝꯄꯦꯅꯤꯁꯤꯡꯗ ꯆꯪꯂꯛꯄꯗ ꯃꯔꯨꯑꯣꯏꯕ ꯑꯊꯤꯡꯕꯥ ꯑꯃ ꯄꯤꯔꯤ꯫ ꯃꯁꯤꯅ ꯑꯄꯤꯛꯄꯥ ꯁ꯭ꯇꯥꯔꯠ-ꯑꯞꯁꯤꯡ ꯅꯠꯇ꯭ꯔꯒꯥ ꯑꯅꯧꯕꯥ ꯑꯦꯟꯇ꯭ꯔꯥꯟꯁꯁꯤꯡꯅꯥ ꯍꯥꯟꯅꯅ ꯑꯅꯧꯕ ꯗ꯭ꯔꯒꯁꯤꯡ ꯄꯨꯊꯣꯛꯄꯥ ꯑꯃꯁꯨꯡ ꯀꯩꯊꯦꯜꯗ ꯄꯨꯊꯣꯛꯄꯗ ꯁꯦꯜ ꯑꯃꯁꯨꯡ ꯔꯤꯁꯣꯔꯁ ꯀꯌꯥ ꯊꯥꯗꯈ꯭ꯔꯕꯥ ꯀꯩꯊꯦꯜꯗꯥ ꯏꯁ꯭ꯇꯥꯕ꯭ꯂꯤꯁ ꯇꯧꯔꯕꯥ ꯄ꯭ꯂꯦꯌꯔꯁꯤꯡꯒꯥ ꯆꯥꯡꯗꯝꯅꯕꯗ ꯑꯋꯥꯕ ꯑꯣꯏꯍꯜꯂꯤ꯫ ꯁꯦꯜ-ꯊꯨꯝꯒꯤ ꯁꯤꯡꯅꯕꯁꯤꯡꯒꯤ ꯃꯊꯛꯇꯥ, ꯑꯅꯧꯕꯥ ꯗ꯭ꯔꯒ ꯑꯃꯥ ꯁꯦꯝꯒꯠꯄꯗꯥ ꯑꯈꯟꯅꯕꯥ ꯂꯧꯁꯤꯡ ꯑꯃꯁꯨꯡ ꯑꯈꯪ-ꯑꯍꯩꯁꯤꯡ ꯃꯊꯧ ꯇꯥꯕꯅ ꯃꯔꯝ ꯑꯣꯏꯗꯨꯅ ꯆꯪꯂꯛꯄꯗ ꯃꯔꯨꯑꯣꯏꯕ ꯇꯦꯛꯅꯤꯀꯦꯜꯒꯤ ꯑꯣꯏꯕ ꯑꯊꯤꯡꯕꯁꯤꯡꯁꯨ ꯂꯩꯔꯤ꯫ ꯃꯁꯤꯒꯤ ꯃꯍꯩ ꯑꯣꯏꯅꯥ ꯐꯥꯔꯃꯥ ꯏꯟꯗꯁꯇ꯭ꯔꯤ ꯑꯁꯤ ꯀꯩꯊꯦꯜꯗꯥ ꯌꯥꯝꯅ ꯊꯨꯅꯥ ꯌꯥꯡꯅꯥ ꯆꯠꯂꯤꯕ ꯑꯆꯧꯕ ꯀꯝꯄꯦꯅꯤ ꯈꯔꯈꯛꯇꯅꯥ ꯃꯁꯛ ꯇꯥꯛꯂꯤ, ꯑꯅꯧꯕꯥ ꯑꯦꯟꯇ꯭ꯔꯥꯟꯁꯁꯤꯡꯗꯒꯤ ꯀꯝꯄꯤꯇꯤꯁꯟ ꯌꯥꯝꯅꯥ ꯅꯦꯝꯃꯤ꯫ ꯋꯥꯍꯩ ꯑꯁꯤ ꯃꯄꯨꯡ ꯐꯥꯍꯟꯅꯕꯒꯤꯗꯃꯛ ꯃꯈꯥꯗꯥ ꯄꯤꯔꯤꯕꯥ ꯂꯤꯁ ꯑꯁꯤꯗꯒꯤ ꯈ꯭ꯋꯥꯏꯗꯒꯤ ꯆꯨꯅꯕꯥ ꯀꯟꯖ꯭ꯌꯨꯃꯔ ꯑꯦꯇꯤꯛ ꯑꯦꯖꯦꯛꯇꯤꯚꯁꯤꯡ ꯈꯜꯂꯨ: ꯃꯃꯜ ꯍꯣꯡꯕꯥ, ꯊꯥꯖꯕꯥ ꯌꯥꯕꯥ, ꯇꯦꯛꯇ ꯀꯥꯏꯗꯕ꯫ ꯑꯩꯈꯣꯏꯅ ꯑꯃꯁꯨꯡ ꯂꯦꯞꯇꯣꯞ ꯑꯃ ꯊꯤꯒꯗꯕꯅꯤ꯫ ꯑꯩꯈꯣꯏꯅꯥ ꯃꯃꯜ ꯍꯣꯡꯕꯥ ꯑꯃꯁꯨꯡ ꯊꯥꯖꯕꯥ ꯌꯥꯕ ꯂꯦꯞꯇꯣꯞ ꯑꯃ ꯊꯤꯒꯗꯕꯅꯤ꯫